ꯂꯝꯕꯤ ꯃꯥꯡꯈꯤꯕ ꯑꯃꯁꯨꯡ ꯑꯅꯧꯕ ꯄꯣꯠꯁꯛ ꯑꯃ ꯐꯪꯈꯤꯕ ꯃꯤꯑꯣꯏ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ ꯁꯍꯔ ꯑꯁꯤꯒꯤ ꯃꯅꯨꯡꯗ ꯌꯣꯍꯟ ꯀꯧꯕ ꯃꯤꯁꯛ ꯑꯃ ꯂꯩꯔꯝꯃꯤ꯫ ꯌꯣꯍꯟꯗ ꯃꯍꯥꯛꯅ ꯄꯥꯝꯖꯕ ꯈꯨꯗꯤꯡꯃꯛ ꯂꯩꯔꯝꯃꯤ, ꯑꯐꯕ ꯊꯕꯛ ꯑꯃ ꯂꯩꯔꯝꯃꯤ, ꯐꯖꯔꯕ ꯅꯨꯄꯤ ꯑꯃ ꯂꯩꯔꯝꯃꯤ ꯑꯃꯁꯨꯡ ꯅꯨꯡꯁꯤꯖꯔꯕ ꯑꯉꯥꯡ ꯑꯅꯤ ꯂꯩꯔꯝꯃꯤ꯫ ꯑꯗꯨꯕꯨ ꯅꯨꯃꯤꯠ ꯑꯃꯗ ꯌꯣꯍꯟꯅ ꯂꯝꯕꯤ ꯃꯥꯡꯈꯤ꯫ ꯃꯍꯥꯛꯀꯤ ꯄꯨꯟꯁꯤ ꯑꯁꯤ ꯆꯝꯅ ꯂꯩꯅꯤꯡꯕ ꯑꯣꯏꯅ ꯐꯥꯎꯈꯤ ꯑꯃꯁꯨꯡ ꯃꯍꯥꯛꯅ ꯍꯦꯟꯅ ꯀꯔꯤꯒꯨꯝꯕ ꯈꯔ ꯄꯥꯝꯖꯈꯤ꯫ ꯑꯗꯨꯅ ꯃꯍꯥꯛꯅ ꯃꯍꯥꯛꯀꯤ ꯏꯃꯨꯡ ꯃꯅꯨꯡ ꯑꯃꯁꯨꯡ ꯃꯍꯥꯛꯀꯤ ꯊꯕꯛ ꯊꯥꯗꯣꯛꯇꯨꯅ ꯑꯅꯧꯕ ꯋꯥꯐꯝ ꯑꯃ ꯊꯤꯅꯕ ꯈꯣꯡꯆꯠ ꯑꯃ ꯆꯠꯈꯤ꯫ ꯃꯍꯥꯛ ꯎꯃꯪꯗ ꯆꯠꯂꯒ ꯂꯃꯗꯝ ꯑꯅꯤꯒꯤ ꯃꯔꯛꯇ ꯂꯩꯕ ꯂꯝꯗꯝ ꯑꯃꯗ ꯊꯨꯡꯂꯈꯤ꯫ ꯈꯨꯡꯒꯪ ꯑꯗꯨꯒꯤ ꯃꯤꯌꯥꯝꯒ ꯃꯔꯨꯞ-ꯃꯄꯥꯡ ꯑꯣꯏꯔꯝꯃꯤ ꯑꯃꯁꯨꯡ ꯃꯍꯥꯛꯄꯨ ꯇꯔꯥꯝꯅ ꯑꯣꯛꯄꯤꯔꯝꯃꯤ꯫ ꯌꯣꯍꯟꯅ ꯈꯨꯡꯒꯪꯗ ꯃꯇꯝ ꯀꯥꯏꯊꯣꯛꯂꯒ ꯈꯨꯡꯒꯪꯒꯤ ꯄꯣꯠꯆꯩ ꯁꯥꯕ ꯃꯤꯑꯣꯏ ꯑꯗꯨꯗꯒꯤ ꯃꯩ ꯊꯥꯕꯒꯤ ꯃꯍꯩ ꯇꯝꯕ ꯍꯧꯔꯛꯈꯤ꯫ ꯌꯣꯍꯟꯅ ꯀ꯭ꯂꯦꯅ ꯊꯕꯛ ꯇꯧꯕꯅ ꯃꯍꯥꯛꯄꯨ ꯃꯃꯥꯡꯗ ꯀꯩꯗꯧꯅꯨꯡꯗ ꯊꯦꯡꯅꯈꯤꯗꯕ ꯁꯥꯟꯇꯤ ꯑꯃꯁꯨꯡ ꯄꯥꯟꯗꯝ ꯑꯃ ꯄꯤꯈꯤ ꯍꯥꯏꯕ ꯈꯪꯈꯤ꯫ ꯃꯍꯥꯛꯅ ꯅꯨꯃꯤꯠ ꯀꯌꯥꯅꯤ ꯀ꯭ꯂꯦ ꯑꯁꯤ ꯐꯖꯔꯕ ꯄꯣꯠꯆꯩꯁꯤꯡ ꯑꯃꯁꯨꯡ ꯚꯦꯖꯁꯤꯡ ꯑꯣꯏꯅ ꯁꯦꯝꯖꯤꯟ ꯁꯥꯖꯤꯟꯈꯤ ꯑꯃꯁꯨꯡ ꯃꯑꯣꯡ ꯁꯦꯝꯈꯤ꯫ ꯃꯍꯥꯛꯅ ꯊꯕꯛ ꯇꯧꯔꯤꯉꯩꯗ ꯃꯍꯥꯛꯀꯤ ꯋꯥꯈꯜ ꯅꯨꯡꯉꯥꯏꯇꯕ ꯑꯃꯁꯨꯡ ꯑꯋꯥꯕꯁꯤꯡ ꯑꯗꯨ ꯂꯣꯏꯁꯤꯟꯈꯤꯕ ꯎꯈꯤ꯫ ꯈꯨꯡꯒꯪ ꯑꯗꯨꯒꯤ ꯃꯤꯌꯥꯝꯅ ꯌꯣꯍꯟꯒꯤ ꯍꯩꯁꯤꯡꯕ ꯑꯗꯨ ꯎꯕꯗ ꯉꯛꯈꯤ ꯑꯃꯁꯨꯡ ꯃꯈꯣꯏꯅ ꯃꯍꯥꯛꯀꯤ ꯊꯕꯛ ꯑꯗꯨ ꯊꯥꯒꯠꯄ ꯍꯧꯔꯛꯈꯤ꯫ ꯃꯈꯣꯏꯅ ꯃꯍꯥꯛꯀꯤ ꯃꯆꯥꯛꯁꯤꯡ ꯌꯣꯟꯅꯕ ꯄꯨꯛꯅꯤꯡ ꯊꯧꯒꯠꯈꯤ ꯑꯃꯁꯨꯡ ꯑꯊꯨꯕ ꯃꯇꯝꯗ ꯖꯣꯟꯗ ꯃꯍꯥꯛꯀꯤ ꯀꯁ꯭ꯇꯃꯔꯁꯤꯡꯒꯤ ꯂꯦꯞꯄ ꯂꯩꯇꯕ ꯂꯝꯕꯤ ꯑꯃ ꯂꯩ ꯍꯥꯏꯕ ꯈꯪꯈꯤ꯫ꯌꯣꯍꯟꯅ ꯃꯍꯥꯛꯀꯤ ꯑꯅꯧꯕ ꯄꯨꯟꯁꯤꯗ ꯂꯦꯞꯄ ꯃꯇꯝꯗ ꯃꯍꯥꯛꯅ ꯑꯅꯧꯕ ꯑꯃ ꯐꯪꯂꯦ, ꯃꯍꯥꯛꯄꯨ ꯅꯨꯡꯉꯥꯏꯕ ꯑꯃꯁꯨꯡ ꯅꯨꯡꯉꯥꯏꯕ ꯄꯨꯔꯛꯄ ꯄꯣꯠꯁꯛ ꯑꯃ ꯐꯪꯂꯦ ꯍꯥꯏꯕ ꯈꯪꯈꯤ꯫ ꯃꯍꯥꯛꯅ ꯑꯅꯧꯕ ꯄꯥꯝꯖꯕ ꯑꯃ, ꯍꯤꯡꯅꯕꯒꯤ ꯑꯅꯧꯕ ꯃꯔꯝ ꯑꯃ ꯐꯪꯂꯝꯃꯤ꯫ ꯌꯣꯍꯟꯅ ꯃꯍꯥꯛꯀꯤ ꯂꯝꯕꯤ ꯃꯥꯡꯈꯤ ꯑꯗꯨꯕꯨ ꯌꯥꯝꯅ ꯍꯦꯟꯅ ꯃꯃꯜ ꯂꯩꯕ ꯋꯥꯐꯝ ꯑꯃ ꯐꯪꯈꯤ, ꯄꯥꯟꯗꯝ ꯑꯃꯁꯨꯡ ꯃꯄꯨꯡ ꯐꯥꯕ ꯋꯥꯈꯜ ꯑꯃ ꯐꯪꯈꯤ꯫ ꯌꯣꯍꯟꯅ ꯃꯍꯥꯛꯀꯤ ꯑꯔꯤꯕ ꯄꯨꯟꯁꯤꯗ ꯀꯩꯗꯧꯅꯨꯡꯗ ꯍꯜꯂꯛꯈꯤꯗꯦ ꯑꯗꯨꯕꯨ ꯃꯗꯨꯒꯤ ꯃꯍꯨꯠꯇ ꯃꯍꯥꯛ ꯈꯨꯡꯒꯪ ꯑꯗꯨꯗ ꯂꯩꯈꯤ ꯑꯃꯁꯨꯡ ꯃꯈꯥ ꯇꯥꯅ ꯐꯖꯔꯕ ꯃꯩꯆꯥꯛꯁꯤꯡ ꯁꯦꯃꯈꯤ꯫ ꯃꯍꯥꯛ ꯈꯨꯟꯅꯥꯏꯒꯤ ꯏꯀꯥꯏ ꯈꯨꯝꯅꯖꯔꯕ ꯃꯤꯁꯛ ꯑꯃ ꯑꯣꯏꯔꯛꯈꯤ ꯑꯃꯁꯨꯡ ꯑꯃꯨꯛ ꯍꯟꯅ ꯅꯨꯡꯁꯤꯕ ꯐꯥꯎꯕ ꯐꯪꯈꯤ꯫ ꯑꯗꯨꯒ ꯃꯔꯝ ꯑꯁꯤꯅ, ꯌꯣꯍꯟꯒꯤ ꯑꯅꯧꯕ ꯋꯥꯐꯝ ꯑꯃ ꯊꯤꯕꯒꯤ ꯈꯣꯡꯆꯠ ꯑꯗꯨꯅ ꯃꯍꯥꯛꯄꯨ ꯅꯨꯡꯁꯤꯕ, ꯄꯥꯝꯖꯕ ꯑꯃꯁꯨꯡ ꯄꯥꯟꯗꯝꯅ ꯊꯜꯂꯕ ꯄꯨꯟꯁꯤ ꯑꯃꯗ ꯄꯨꯔꯛꯈꯤ꯫